ꯔꯤꯅꯥꯏꯟꯁꯦꯟꯁꯀꯤ ꯃꯇꯝꯒꯤ ꯇꯥꯏꯝꯂꯥꯏꯟ ꯑꯃ ꯁꯦꯝꯒꯠꯄ꯫ ꯔꯤꯅꯥꯏꯟꯁꯦꯟꯁ ꯑꯁꯤ ꯑꯆꯧꯕ ꯀꯜꯆꯔꯦꯜ ꯑꯃꯁꯨꯡ ꯑꯥꯔꯇꯤꯁ꯭ꯇꯤꯛ ꯔꯤꯚꯥꯏꯚꯦꯜꯒꯤ ꯃꯇꯝ ꯑꯃꯅꯤ, ꯃꯁꯤ ꯇꯔꯥꯃꯔꯤ ꯁꯨꯕꯥ ꯆꯍꯤꯆꯥꯗꯥ ꯏꯇꯥꯂꯤꯒꯤ ꯐ꯭ꯂꯣꯔꯦꯟꯁꯇ ꯍꯧꯔꯛꯈꯤ ꯑꯃꯁꯨꯡ ꯃꯊꯪꯒꯤ ꯆꯍꯤ ꯂꯤꯁꯤꯡ ꯈꯔꯗꯥ ꯌꯨꯔꯣꯞ ꯄꯨꯝꯕꯗꯥ ꯁꯟꯗꯣꯛꯈꯤ꯫ ꯃꯈꯥꯗ ꯔꯤꯅꯥꯏꯟꯁꯦꯟꯁꯀꯤ ꯃꯇꯝꯗ ꯊꯣꯛꯈꯤꯕ ꯃꯔꯨ ꯑꯣꯏꯕ ꯊꯧꯗꯣꯛ ꯑꯃꯁꯨꯡ ꯗꯤꯕꯦꯂꯞꯃꯦꯟꯇ ꯈꯔꯒꯤ ꯃꯇꯝꯒꯤ ꯇꯥꯡꯀꯛ ꯑꯃ ꯄꯤꯔꯤ: ꯁꯣꯛ ꯂꯤꯁꯤꯡ ꯑꯃ ꯆꯍꯨꯝꯒꯤ ꯃꯅꯨꯡꯗ ꯀ꯭ꯂꯥꯁꯤꯀꯦꯜ ꯑꯥꯔꯠ ꯑꯃꯁꯨꯡ ꯂꯤꯇꯔꯦꯆꯔꯗ ꯑꯅꯧꯕ ꯄꯨꯛꯅꯤꯡ ꯆꯪꯂꯛꯄꯅ ꯃꯔꯝ ꯑꯣꯏꯗꯨꯅ ꯏꯇꯥꯂꯤꯒꯤ ꯐ꯭ꯂꯣꯔꯦꯟꯁꯇ ꯑꯍꯥꯟꯕ ꯔꯤꯅꯥꯏꯟꯁꯦꯟꯁ ꯍꯧꯈꯤ꯫ ꯐ꯭ꯂꯣꯔꯦꯟꯁꯇ ꯂꯩꯕ ꯕꯦꯞꯇꯤꯁꯇ꯭ꯔꯤꯒꯤ ꯊꯣꯡꯁꯤꯡꯒꯤ ꯗꯤꯖꯥꯏꯟꯒꯤꯗꯃꯛ ꯀꯝꯄꯤꯇꯤꯁꯟ ꯄꯥꯡꯊꯣꯛꯈꯤ꯫ ꯊꯕꯛ ꯑꯁꯤ ꯂꯣꯔꯦꯟꯖꯣ ꯘꯤꯕꯦꯔꯇꯤꯗ ꯄꯤꯔꯤ, ꯃꯁꯤꯅ ꯁ꯭ꯀꯜꯞꯆꯔꯗ ꯐ꯭ꯂꯣꯔꯦꯟꯁꯀꯤ ꯔꯤꯅꯥꯏꯟꯁꯦꯟꯁꯀꯤ ꯍꯧꯔꯛꯐꯝ ꯑꯣꯏꯔꯤ꯫ ꯐꯤꯂꯤꯄꯣ ꯕ꯭ꯔꯨꯅꯦꯂꯦꯁꯀꯤ ꯑꯃꯁꯨꯡ ꯗꯣꯅꯥꯇꯦꯂꯣꯅꯥ ꯔꯣꯝꯗ ꯆꯠꯇꯨꯅ ꯃꯁꯤꯒꯤ ꯃꯔꯝꯗ ꯂꯝꯗꯝꯁꯤꯡ ꯑꯁꯤ ꯊꯤꯖꯤꯟꯈꯤ, ꯃꯈꯣꯏꯅꯥ ꯔꯤꯅꯥꯏꯟꯁꯁꯦꯟꯁꯀꯤ ꯑꯥꯔꯠ ꯑꯃꯁꯨꯡ ꯑꯥꯔꯀꯤꯇꯦꯛꯆꯔꯒꯤ ꯆꯥꯎꯈꯠꯄꯗ ꯌꯥꯝꯅ ꯁꯥꯐꯨ ꯄꯤꯈꯤ꯫ ꯁꯣꯛ ꯂꯤꯁꯤꯡ ꯑꯃ ꯆꯥꯃꯔꯤ ꯀꯨꯟꯊ꯭ꯔꯥꯒꯤ ꯃꯅꯨꯡꯗꯥ ꯖꯣꯍꯥꯟꯁ ꯒꯨꯇꯦꯟꯕꯔꯒꯅ ꯄ꯭ꯔꯤꯟꯇꯤꯡ ꯄ꯭ꯔꯦꯁ ꯁꯦꯝꯈꯤ, ꯂꯥꯏꯔꯤꯛ ꯑꯃꯁꯨꯡ ꯋꯥꯈꯜꯂꯣꯟꯁꯤꯡꯕꯨ ꯃꯤꯌꯥꯝꯗ ꯍꯦꯟꯅꯥ ꯐꯖꯅ ꯁꯤꯖꯤꯟꯅꯕ ꯉꯝꯍꯜꯂꯤ꯫ ꯀꯟꯁꯇꯦꯟꯇꯤꯅꯣꯄꯜꯒꯤ ꯑꯣꯇꯣꯃꯤꯌꯥꯒꯤ ꯃꯈꯥꯗ ꯊꯨꯡꯂꯈꯤꯕꯅ ꯃꯔꯝ ꯑꯣꯏꯗꯨꯅ ꯋꯦꯁꯇꯔꯟ ꯌꯨꯔꯣꯞꯇ ꯒ꯭ꯔꯤꯛ ꯁ꯭ꯀꯣꯂꯥꯔꯁꯤꯡꯅ ꯂꯥꯛꯈꯤ꯫ ꯃꯁꯤꯅ ꯀ꯭ꯂꯥꯁꯤꯀꯦꯜ ꯂꯔꯅꯤꯡꯕꯨ ꯃꯈꯥ ꯇꯥꯅ ꯑꯃꯨꯛ ꯍꯟꯅ ꯍꯤꯡꯒꯠꯍꯟꯈꯤ꯫ ꯂꯣꯔꯦꯟꯖꯣ ꯗꯤ ꯃꯦꯒꯅꯤꯐꯤꯁꯦꯟꯇ ꯍꯥꯏꯅ ꯈꯪꯅꯕ ꯐ꯭ꯂꯣꯔꯦꯟꯁꯀꯤ ꯂꯣꯔꯦꯟꯖꯣ ꯗꯦ ꯃꯦꯗꯤꯁꯤꯒꯤ ꯂꯩꯉꯥꯛ ꯃꯅꯨꯡꯗꯥ ꯁꯍꯔ ꯑꯁꯤꯒꯤ ꯀꯂꯥ ꯑꯃꯁꯨꯡ ꯀꯂꯆꯔꯒꯤ ꯑꯣꯏꯕ ꯃꯥꯏꯄꯥꯛꯄꯁꯤꯡꯒꯤ ꯈ꯭ꯋꯥꯏꯗꯒꯤ ꯋꯥꯡꯕ ꯃꯇꯝ ꯎꯕ ꯐꯪꯏ꯫ ꯀ꯭ꯔꯤꯁꯇꯣꯐꯔ ꯀꯣꯂꯝꯕꯁꯅ ꯃꯍꯥꯛꯀꯤ ꯃꯃꯤꯡ ꯂꯩꯔꯕ ꯑꯅꯧꯕ ꯃꯥꯂꯦꯝꯗ ꯆꯠꯈꯤꯕ ꯈꯣꯡꯆꯠ ꯃꯐꯝ ꯑꯗꯨꯗ ꯆꯠꯈꯤ, ꯃꯁꯤꯅ ꯑꯦꯛꯁꯄ꯭ꯂꯣꯔꯦꯁꯟꯒꯤ ꯃꯇꯝ ꯍꯧꯗꯣꯛꯈꯤ꯫ ꯂꯣꯔꯦꯟꯖꯣ ꯗꯦ' ꯃꯦꯗꯤꯁꯤꯒꯤ ꯁꯤꯕꯥ ꯑꯁꯤꯅ ꯐ꯭ꯂꯣꯔꯦꯟꯁꯀꯤ ꯔꯤꯅꯦꯁꯥꯟꯁꯀꯤ ꯑꯔꯣꯏꯕ ꯑꯣꯏꯈꯤ꯫ ꯁꯣꯛ ꯂꯤꯁꯤꯡ ꯑꯃ ꯆꯥꯃꯉꯥꯒꯤ ꯃꯌꯥꯏ ꯆꯜꯂꯛꯄꯗ ꯏꯇꯥꯂꯤꯗ ꯍꯥꯏ ꯔꯤꯅꯥꯏꯟꯁꯦꯟꯁ ꯃꯇꯝ ꯑꯁꯤꯅꯥ ꯔꯤꯅꯥꯏꯟꯁꯦꯟꯁꯀꯤ ꯈ꯭ꯋꯥꯏꯗꯒꯤ ꯋꯥꯡꯕ ꯃꯇꯝ ꯎꯕ ꯐꯪꯏ, ꯂꯤꯑꯣꯅꯥꯔꯗꯣ ꯗꯥ ꯚꯤꯟꯁꯤ, ꯃꯥꯏꯀꯦꯜ ꯑꯦꯟꯖꯦꯂꯣ, ꯑꯃꯁꯨꯡ ꯔꯥꯐꯦꯜꯒꯨꯝꯕ ꯃꯤꯑꯣꯏꯁꯤꯡꯅ ꯃꯈꯣꯏꯒꯤ ꯈ꯭ꯋꯥꯏꯗꯒꯤ ꯃꯃꯤꯡ ꯆꯠꯄ ꯋꯥꯔꯤ ꯈꯔ ꯄꯨꯊꯣꯛꯈꯤ꯫ ꯔꯤꯐꯣꯔꯃꯦꯁꯟ: ꯃꯥꯔꯇꯤꯟ ꯂꯨꯊꯔꯅ ꯃꯍꯥꯛꯀꯤ "ꯊꯤꯁꯤꯁ ꯃꯔꯤꯐꯨ ꯃꯉꯥ" ꯐꯣꯡꯈꯤ꯫ ꯃꯁꯤꯅ ꯙꯔꯝꯃꯒꯤ ꯑꯣꯏꯕ ꯔꯤꯚꯣꯂꯨꯁꯟ ꯑꯃ ꯊꯣꯛꯍꯟꯈꯤ ꯑꯃꯁꯨꯡ ꯄ꯭ꯔꯣꯇꯦꯁꯇꯦꯟꯇꯤꯖꯝ ꯁꯦꯝꯈꯤ꯫ ꯆꯥꯔꯂꯁ ꯃꯉꯥꯒꯤ ꯂꯥꯟꯃꯤꯅꯥ ꯔꯣꯝꯕꯨ ꯂꯧꯊꯣꯛꯈꯤꯕꯅ ꯁꯍꯔ ꯑꯁꯤꯗꯥ ꯍꯥꯏ ꯔꯤꯅꯥꯏꯟꯁꯦꯟꯁ ꯏꯐꯦꯛꯇꯤꯞ ꯑꯣꯏꯅ ꯂꯣꯏꯁꯤꯟꯈꯤ꯫ ꯖꯤꯑꯣꯔꯖꯤꯑꯣ ꯋꯥꯁꯥꯔꯤꯒꯤ "ꯂꯥꯏꯐ ꯑꯣꯐ ꯗꯤ ꯃꯣꯁ꯭ꯠ ꯑꯦꯛꯁꯦꯂꯦꯟꯇ ꯄꯦꯟꯇꯔ, ꯁ꯭ꯀꯥꯂꯞꯆꯔ ꯑꯦꯟꯗ ꯑꯥꯔꯀꯤꯇꯦꯛꯆꯔ" ꯐꯣꯡꯕꯅ ꯃꯇꯝ ꯑꯗꯨꯗ ꯏꯇꯥꯂꯤꯒꯤ ꯔꯤꯅꯥꯏꯟꯁꯦꯟꯁꯀꯤ ꯑꯔꯣꯏꯕ ꯑꯣꯏꯈꯤ꯫ ꯕꯦꯔꯣꯛꯀꯤ ꯃꯇꯝ ꯍꯧꯔꯛꯏ, ꯃꯁꯤꯅꯥ ꯔꯤꯅꯥꯏꯟꯁꯦꯟꯁꯀꯤ ꯃꯇꯝ ꯑꯁꯤ ꯍꯦꯟꯅ ꯄꯥꯛ ꯆꯥꯎꯔꯕ ꯀꯜꯆꯔꯦꯜ ꯃꯨꯕꯃꯦꯟꯇ ꯑꯃ ꯑꯣꯏꯅ ꯂꯣꯏꯁꯤꯟꯈꯤ꯫